ꯃꯁꯤ ꯀꯪꯂꯩꯄꯥꯛ (ꯃꯅꯤꯄꯨꯔ) ꯒꯤ ꯃꯤꯇꯩꯒꯤ ꯐꯨꯡꯒꯥꯋꯥꯔꯤ (ꯃꯩꯇꯩꯒꯤ ꯐꯨꯡꯒꯥꯋꯥꯔꯤ) ꯑꯃꯅꯤ꯫ ꯃꯇꯝ ꯑꯃꯗ ꯂꯧꯁꯤꯡ ꯂꯩꯕꯥ ꯂꯨꯍꯣꯡꯂꯕꯤ ꯑꯃ ꯂꯩꯔꯝꯃꯤ꯫ ꯅꯨꯡꯉꯥꯏꯇꯕ ꯋꯥꯐꯝ ꯑꯃꯅ ꯃꯍꯥꯛꯀꯤ ꯌꯥꯝꯅ ꯃꯨꯔꯈ ꯃꯆꯥ ꯑꯃ ꯂꯩꯈꯤ꯫ ꯃꯃꯥ ꯑꯗꯨꯅ ꯃꯆꯥꯅꯨꯄꯥ ꯑꯗꯨꯗ ꯀꯔꯤꯒꯨꯝꯕ ꯑꯃ ꯇꯝꯕꯤꯈꯤꯕꯒꯦ ꯍꯥꯏꯕꯗꯨ ꯃꯍꯥꯛꯅ ꯌꯥꯝꯅ ꯊꯨꯅ ꯀꯥꯎꯊꯣꯛꯂꯝꯃꯤ꯫ ꯃꯇꯝ ꯄꯨꯝꯅꯃꯛꯇ ꯑꯔꯨꯕ ꯄꯣꯠꯂꯨꯝ ꯑꯃ ꯄꯨꯗꯨꯅ ꯆꯠꯄꯒꯨꯝ ꯑꯣꯏꯈꯤ꯫ ꯅꯨꯃꯤꯠ ꯑꯃꯗꯤ ꯃꯆꯥꯅꯨꯄꯥ ꯑꯗꯨ ꯈꯨꯡꯒꯪꯗꯥ ꯆꯠꯈꯤ꯫ ꯅꯨꯃꯤꯗꯥꯡꯋꯥꯏꯔꯝ ꯋꯥꯏꯔꯝ ꯑꯣꯏꯔꯝꯃꯤ ꯑꯃꯁꯨꯡ ꯃꯍꯥꯛꯅ ꯂꯝꯕꯤꯗ ꯍꯨꯔꯥꯟꯕ ꯈꯔꯒ ꯎꯅꯈꯤ꯫ ꯃꯈꯣꯏꯅ ꯃꯨꯔꯈ ꯑꯗꯨꯕꯨ ꯃꯈꯣꯏꯒ ꯂꯣꯏꯅꯅ ꯂꯥꯛꯇꯨꯅ ꯅꯤꯡꯊꯧꯗꯒꯤ ꯍꯨꯔꯥꯟꯕ ꯌꯥꯎꯍꯟꯈꯤ꯫ ꯃꯨꯔꯈ ꯑꯗꯨ ꯃꯈꯣꯏꯒ ꯂꯣꯏꯅꯅ ꯅꯤꯡꯊꯧꯒꯤ ꯂꯩꯐꯝꯗ ꯆꯠꯈꯤ꯫ ꯃꯈꯣꯏꯅ ꯃꯐꯝ ꯑꯗꯨ ꯌꯧꯔꯛꯄ ꯃꯇꯝꯗ ꯍꯨꯔꯥꯟꯕꯁꯤꯡꯅ ꯃꯨꯔꯈ ꯑꯗꯨꯗ ꯔꯥꯖꯃꯍꯜꯒꯤ ꯃꯅꯨꯡꯗ ꯆꯪꯗꯨꯅ ꯁꯅꯥ ꯄꯨꯝꯅꯃꯛ ꯂꯧꯊꯣꯛꯅꯕ ꯍꯥꯏꯖꯈꯤ꯫ ꯃꯨꯔꯈ ꯑꯗꯨꯅ ꯑꯀꯤꯕ ꯂꯩꯇꯅ ꯆꯡꯗꯨꯅ ꯃꯍꯥꯛꯅ ꯐꯪꯒꯗꯕꯥ ꯁꯅꯥ ꯑꯃꯁꯨꯡ ꯔꯠꯅ ꯄꯨꯝꯅꯃꯛ ꯄꯨꯊꯣꯔꯛꯈꯤ꯫ ꯑꯗꯨꯒ ꯃꯍꯥꯛꯅ ꯅꯤꯡꯊꯧꯒꯤ ꯃꯃꯜ ꯌꯥꯝꯂꯕ ꯄꯣꯠꯁꯛ ꯑꯃꯗ ꯐꯦꯟꯁꯤ ꯂꯧꯈꯤ ꯑꯃꯁꯨꯡ ꯃꯍꯥꯛꯅ ꯃꯗꯨ ꯁꯣꯟꯗꯨꯅ ꯊꯣꯛꯈꯤ꯫ ꯍꯨꯔꯥꯟꯕꯁꯤꯡꯅ ꯃꯈꯣꯏꯅ ꯄꯨꯔꯛꯄ ꯕꯦꯒ ꯑꯃꯗ ꯁꯅꯥ ꯑꯃꯁꯨꯡ ꯔꯠꯅꯁꯤꯡ ꯑꯗꯨ ꯃꯄꯨꯡ ꯐꯥꯍꯟꯈꯤ ꯑꯃꯁꯨꯡ ꯃꯈꯣꯏ ꯄꯨꯝꯅꯃꯛ ꯊꯣꯛꯂꯛꯈꯤ꯫ ꯃꯈꯣꯏꯅ ꯌꯥꯝꯅ ꯂꯥꯞꯅ ꯃꯇꯤꯛ ꯆꯥꯕ ꯑꯃꯁꯨꯡ ꯁꯥꯐꯕ ꯃꯇꯝꯗ, ꯍꯨꯔꯥꯟꯕꯁꯤꯡꯅ ꯃꯈꯣꯏꯒꯤ ꯃꯔꯛꯇ ꯂꯟ-ꯊꯨꯝꯁꯤꯡ ꯌꯦꯟꯊꯣꯛꯅꯈꯤ꯫ ꯃꯈꯣꯏꯅ ꯃꯨꯔꯈ ꯑꯗꯨꯗ ꯍꯥꯏꯈꯤ ꯃꯗꯨꯗꯤ ꯃꯍꯥꯛꯅ ꯅꯤꯡꯊꯧꯒꯤ ꯄꯣꯠꯂꯨꯝ ꯑꯗꯨ ꯃꯍꯥꯛꯀꯤ ꯁꯔꯨꯛ ꯑꯣꯏꯅ ꯂꯧꯕꯥ ꯌꯥꯏ꯫ ꯃꯨꯔꯈ ꯑꯗꯨ ꯌꯥꯝꯅ ꯅꯨꯡꯉꯥꯏꯈꯤ ꯑꯃꯁꯨꯡ ꯃꯃꯜ ꯌꯥꯝꯂꯕ ꯄꯣꯠꯁꯛ ꯑꯗꯨ ꯄꯨꯗꯨꯅ ꯃꯌꯨꯝꯗ ꯍꯜꯂꯛꯈꯤ꯫ ꯃꯍꯥꯛꯀꯤ ꯌꯨꯝꯒꯤ ꯊꯣꯡꯗ ꯌꯧꯔꯛꯄ ꯃꯇꯝꯗꯨ ꯑꯌꯨꯛ ꯑꯉꯟꯕꯅꯤ꯫ ꯂꯨꯍꯣꯡꯂꯕ ꯅꯨꯄꯤ ꯑꯗꯨꯅ ꯃꯆꯥꯅꯨꯄꯥ ꯑꯗꯨꯒꯤ ꯃꯔꯝꯗ ꯋꯥꯈꯜ ꯇꯥꯗꯅ ꯅꯨꯃꯤꯠ ꯆꯨꯞꯄꯥ ꯇꯨꯝꯕ ꯉꯝꯈꯤꯗꯦ꯫ ꯃꯍꯥꯛꯀꯤ ꯃꯆꯥꯅꯨꯄꯥꯕꯨ ꯅꯤꯡꯊꯧꯒꯤ ꯄꯣꯠꯆꯩ ꯄꯨꯔꯛꯄꯗꯨ ꯎꯕꯗ ꯀꯅꯥꯒꯨꯝꯕ ꯑꯃꯅ ꯃꯍꯥꯛꯄꯨ ꯎꯕ ꯐꯪꯗꯅꯕ ꯃꯍꯥꯛ ꯌꯥꯝꯅ ꯈꯟꯈꯤ꯫ ꯃꯍꯥꯛꯅ ꯃꯄꯥꯟꯗ ꯊꯣꯔꯛꯇꯨꯅ ꯃꯆꯥꯅꯨꯄꯥꯕꯨ ꯌꯨꯝꯗ ꯄꯨꯁꯤꯜꯂꯒ ꯃꯆꯥꯅꯨꯄꯥꯕꯨ ꯅꯨꯃꯤꯠ ꯈꯨꯗꯤꯡꯒꯤ ꯀꯗꯥꯏꯗꯒꯤ ꯂꯧꯔꯛ ꯂꯧꯔꯤꯕꯅꯣ ꯍꯥꯏꯅ ꯍꯪꯈꯤ꯫ ꯃꯆꯥꯅꯨꯄꯥ ꯑꯗꯨ ꯃꯍꯥꯛꯄꯨ ꯄꯨꯝꯅꯃꯛ ꯍꯥꯏꯕꯤꯔꯝꯃꯤ꯫ ꯂꯨꯍꯣꯡꯂꯕ ꯅꯨꯄꯤ ꯑꯗꯨ ꯅꯤꯡꯊꯧꯒꯤ ꯂꯥꯟꯃꯤꯁꯤꯡꯅ ꯄꯣꯠꯁꯛ ꯑꯗꯨ ꯊꯤꯕ ꯂꯥꯛꯀꯅꯤ ꯍꯥꯏꯕ ꯈꯪꯈꯤ꯫ ꯃꯍꯥꯛꯅ ꯐꯤ ꯑꯗꯨꯗ ꯁꯦꯝꯖꯤꯟ ꯁꯥꯖꯤꯟꯈꯤꯕ ꯃꯆꯨ ꯑꯃꯁꯨꯡ ꯖꯨ꯭ꯋꯦꯂꯔꯤ ꯄꯨꯝꯅꯃꯛ ꯂꯧꯊꯣꯛꯇꯨꯅꯥ ꯁꯥꯐꯕ ꯃꯐꯝ ꯑꯃꯗ ꯂꯣꯠꯁꯤꯟꯈꯤ꯫ ꯑꯗꯨꯗ ꯃꯍꯥꯛꯅꯥ ꯄꯨꯝ ꯆꯨꯝꯗ꯭ꯔꯤꯡꯅ ꯐꯤ ꯑꯗꯨ ꯃꯩ ꯊꯥꯈꯤ꯫ ꯀꯩꯊꯦꯜꯗ ꯌꯣꯟꯅꯕꯒꯤꯗꯃꯛ ꯃꯍꯥꯛꯅ ꯁꯦꯝꯕ ꯀꯕꯣꯛ ꯈꯔ ꯂꯩꯔꯝꯃꯤ꯫ ꯃꯍꯥꯛꯅ ꯃꯈꯣꯏꯕꯨ ꯀꯣꯔꯠꯇꯥ ꯂꯧꯊꯣꯛꯇꯨꯅꯥ ꯀꯣꯔꯠꯀꯤ ꯃꯐꯝ ꯄꯨꯝꯅꯃꯛꯇ ꯊꯥꯗꯣꯛꯈꯤ꯫ ꯃꯗꯨꯒꯤ ꯃꯇꯨꯡꯗ ꯃꯍꯥꯛꯅ ꯃꯆꯥꯅꯨꯄꯥꯕꯨ ꯀꯧꯈꯤ꯫ ꯏꯕꯨꯉꯣ, ꯀꯕꯣꯛ ꯅꯣꯡ ꯆꯨꯔꯦ ꯉꯁꯤ꯫ ꯀꯔꯤꯒꯤꯗꯃꯛ ꯃꯈꯣꯏ ꯈꯔꯗꯤ ꯆꯥꯗꯨꯅ ꯑꯇꯣꯞꯄ ꯑꯗꯨ ꯈꯣꯝꯖꯤꯟꯗ꯭ꯔꯤꯕꯅꯣ? ꯍꯥꯏꯅꯥ ꯃꯥꯅ ꯍꯥꯏꯔꯝ ꯍꯥꯏꯔꯛꯏ꯫ ꯃꯆꯥꯅꯨꯄꯥ ꯑꯗꯨꯅ ꯍꯥꯏꯈꯤꯕ ꯑꯗꯨꯒꯨꯝꯅ ꯇꯧꯈꯤ꯫ ꯃꯇꯝꯗꯨꯗ ꯂꯨꯍꯣꯡꯂꯕ ꯅꯨꯄꯤ ꯑꯗꯨꯅ ꯈꯟꯈꯤꯕꯥ ꯃꯇꯨꯡ ꯏꯟꯅ ꯅꯤꯡꯊꯧꯒꯤ ꯂꯥꯟꯃꯤꯁꯤꯡꯅ ꯅꯤꯡꯊꯧꯒꯤ ꯄꯣꯠꯆꯩ ꯊꯤꯕꯥ ꯍꯧꯔꯛꯈꯤ꯫ ꯅꯤꯡꯊꯧ ꯂꯩꯕꯥꯛ ꯄꯨꯝꯕꯗ ꯌꯨꯝ-ꯌꯨꯝꯗ ꯊꯤꯅꯕ ꯄꯥꯡꯊꯣꯛꯈꯤ꯫ ꯂꯥꯟꯃꯤꯁꯤꯡꯅ ꯃꯈꯣꯏꯒꯤ ꯌꯨꯝꯗ ꯂꯥꯛꯄ ꯃꯇꯝꯗ ꯂꯨꯍꯣꯡꯂꯕ ꯅꯨꯄꯤ ꯑꯗꯨ ꯊꯕꯛ ꯑꯃ ꯆꯠꯂꯝꯃꯤ꯫ ꯃꯨꯔꯈ ꯑꯗꯨꯅ ꯂꯥꯟꯃꯤꯁꯤꯡꯕꯨ ꯀꯧꯁꯤꯟꯈꯤ꯫ ꯑꯩ ꯅꯤꯡꯊꯧꯒꯤ ꯄꯣꯠꯆꯩ ꯍꯨꯔꯥꯟꯈꯤ ꯍꯥꯏꯅ ꯃꯨꯔꯈ ꯑꯗꯨꯅ ꯅꯣꯡꯃꯩ ꯀꯥꯞꯄ ꯃꯑꯣꯡꯗ ꯍꯥꯏꯔꯛꯏ꯫ ꯂꯥꯟꯃꯤꯁꯤꯡꯅ ꯌꯨꯝ ꯑꯗꯨ ꯊꯤꯖꯤꯟꯈꯤ ꯑꯗꯨꯕꯨ ꯀꯔꯤꯒꯨꯝꯕ ꯑꯃꯠꯇ ꯐꯪꯈꯤꯗꯦ꯫ ꯀꯗꯥꯏꯗꯒꯤ ꯍꯨꯔꯥꯟ ꯀꯗꯥꯏꯗꯒꯤ ꯍꯨꯔꯥꯟꯈꯤꯕꯅꯣ?